ꯆꯍꯤ ꯅꯤꯄꯥꯟ ꯁꯨꯔꯕꯥ ꯑꯉꯥꯡꯁꯤꯡꯅ ꯑꯜꯐꯥꯕꯦꯠ ꯇꯝꯕꯗ ꯃꯇꯦꯡ ꯄꯥꯡꯅꯕ ꯀ꯭ꯂꯥꯁꯔꯨꯝꯒꯤ ꯊꯕꯛ ꯊꯧꯔꯝꯁꯤꯡ ꯃꯉꯥ ꯄꯤꯌꯨ꯫ ꯂꯦꯇꯔ ꯍꯟꯇ: ꯀ꯭ꯂꯥꯁꯔꯨꯝꯒꯤ ꯑꯀꯣꯏꯕꯗ ꯂꯩꯕ ꯑꯜꯐꯥꯕꯦꯠꯀꯤ ꯑꯛꯁꯔꯁꯤꯡꯒꯤ ꯀꯠꯑꯥꯎꯠꯁꯤꯡ ꯂꯣꯠꯁꯤꯜꯂꯨ ꯑꯃꯁꯨꯡ ꯃꯈꯣꯏꯕꯨ ꯊꯤꯕꯒꯤ ꯊꯕꯛ ꯑꯉꯥꯡꯁꯤꯡꯗ ꯄꯤꯌꯨ꯫ ꯃꯈꯣꯏꯅꯥ ꯆꯤꯊꯤ ꯑꯃꯥ ꯐꯪꯂꯕ ꯃꯇꯨꯡꯗ, ꯃꯈꯣꯏꯗ ꯃꯗꯨ ꯌꯥꯝꯅ ꯋꯥꯅ ꯍꯥꯏꯌꯨ ꯑꯃꯁꯨꯡ ꯃꯗꯨ ꯑꯜꯐꯥꯕꯦꯠꯀꯤ ꯃꯇꯨꯡ ꯏꯟꯅꯥ ꯂꯦꯞꯄꯥ ꯕꯣꯔꯗ ꯑꯃꯗ ꯊꯝꯃꯨ꯫ ꯑꯜꯐꯥꯕꯦꯇꯤꯛ ꯑꯣꯔꯗꯔ ꯒꯦꯝ: ꯀꯥꯔꯗ ꯀꯌꯥꯗ ꯑꯜꯐꯥꯕꯦꯠꯀꯤ ꯑꯛꯁꯔꯁꯤꯡ ꯏꯗꯨꯅ ꯑꯉꯥꯡ ꯈꯨꯗꯤꯡꯃꯛꯇ ꯀꯥꯔꯗ ꯑꯃꯥ ꯄꯤꯌꯨ꯫ ꯃꯗꯨꯒꯤ ꯃꯇꯨꯡꯗꯥ ꯃꯈꯣꯏꯅꯥ ꯑꯜꯐꯥꯕꯦꯠꯀꯤ ꯃꯇꯨꯡ ꯏꯟꯅꯥ ꯂꯥꯏꯟ ꯑꯃꯗ ꯂꯦꯞꯂꯝꯃꯤ, ꯑꯉꯥꯡ ꯈꯨꯗꯤꯡꯃꯛꯅ ꯃꯈꯣꯏꯒꯤ ꯀꯥꯔꯗ ꯑꯗꯨ ꯊꯝꯖꯤꯜꯂꯤ꯫ ꯅꯍꯥꯛꯅꯥ ꯑꯦꯛꯇꯤꯕꯤꯇꯤ ꯑꯗꯨꯒꯤ ꯃꯇꯝ ꯂꯦꯞꯊꯣꯛꯇꯨꯅ ꯑꯃꯁꯨꯡ ꯃꯈꯣꯏꯒꯤ ꯃꯃꯥꯡꯒꯤ ꯔꯦꯀꯣꯔꯗ ꯑꯗꯨ ꯃꯥꯏꯊꯤꯕ ꯄꯤꯅꯕꯥ ꯆꯦꯂꯦꯟꯖ ꯇꯧꯗꯨꯅ ꯅꯨꯡꯉꯥꯏꯕ ꯑꯣꯏꯍꯟꯕ ꯌꯥꯏ꯫ ꯆꯤꯊꯤ ꯑꯗꯨ ꯁꯦꯝꯃꯨ: ꯑꯉꯥꯡ ꯈꯨꯗꯤꯡꯃꯛꯇ ꯆꯤꯊꯤ ꯑꯃꯥ ꯏꯕꯥ ꯆꯦ ꯑꯃꯥ ꯄꯤꯌꯨ꯫ ꯃꯗꯨꯒꯤ ꯃꯇꯨꯡꯗ ꯃꯈꯣꯏꯒꯤ ꯊꯕꯛ ꯑꯗꯨꯗꯤ ꯃꯈꯣꯏꯒꯤ ꯆꯤꯊꯤꯗꯒꯤ ꯍꯧꯔꯒ ꯄꯣꯠꯁꯤꯡ ꯁꯦꯝꯕ ꯑꯣꯏꯒꯅꯤ꯫ ꯈꯨꯗꯝ ꯑꯣꯏꯅ, ꯀꯔꯤꯒꯨꯝꯕ ꯑꯉꯥꯡ ꯑꯃꯅ ꯍꯥꯏꯕ ꯑꯛꯁꯔ ꯑꯃꯥ ꯂꯩꯔꯕꯗꯤ ꯃꯈꯣꯏꯅ ꯉꯥ, ꯌꯦꯔꯨꯝ ꯑꯃꯁꯨꯡ ꯐꯨꯜ ꯑꯃꯥ ꯁꯦꯝꯕꯥ ꯌꯥꯏ꯫ ꯂꯦꯇꯔ ꯕꯤꯡꯒꯣ: ꯕꯣꯛꯁ ꯈꯨꯗꯤꯡꯃꯛꯇ ꯔꯦꯟꯗꯝ ꯑꯣꯏꯕ ꯑꯛꯁꯔꯁꯤꯡ ꯏꯕꯥ ꯕꯤꯡꯒꯣ ꯀꯥꯔꯗꯁꯤꯡ ꯁꯦꯝꯃꯨ꯫ ꯆꯤꯊꯤꯁꯤꯡ ꯑꯗꯨ ꯑꯃꯨꯛ ꯍꯟꯅ ꯀꯧꯔꯒ ꯑꯉꯥꯡꯁꯤꯡꯅ ꯃꯈꯣꯏꯒꯤ ꯀꯥꯔꯗꯇꯥ ꯃꯥꯔꯛ ꯇꯧꯔꯝꯃꯤ꯫ ꯃꯈꯣꯏꯒꯤ ꯀꯥꯔꯗꯇꯥ ꯂꯩꯕ ꯑꯛꯁꯔ ꯄꯨꯝꯅꯃꯛ ꯃꯥꯔꯛ ꯇꯧꯕ ꯑꯍꯥꯟꯕ ꯑꯉꯥꯡ ꯑꯗꯨꯅ ꯃꯥꯏꯄꯥꯛꯀꯅꯤ꯫ ꯚꯦꯔꯤꯑꯦꯁꯟꯁꯤꯡꯒꯤ ꯃꯅꯨꯡꯗ ꯋꯥꯍꯩꯁꯤꯡ ꯀꯧꯕ, ꯑꯃꯁꯨꯡ ꯑꯉꯥꯡ ꯑꯗꯨꯅ ꯋꯥꯍꯩ ꯑꯗꯨꯒꯤ ꯑꯍꯥꯟꯕ ꯑꯛꯁꯔ ꯑꯗꯨ ꯃꯥꯔꯛ ꯇꯧꯕ ꯍꯥꯏꯕꯁꯤꯁꯨ ꯌꯥꯎꯕ ꯌꯥꯏ꯫ ꯂꯦꯇꯔ ꯁꯥꯎꯟꯗ ꯃꯦꯆ ꯑꯞ: ꯑꯜꯐꯥꯕꯦꯠꯀꯤ ꯀꯦꯄꯤꯇꯦꯜ ꯂꯦꯇꯔꯁꯤꯡ ꯑꯗꯨ ꯄꯦꯄꯔ ꯑꯃꯗꯥ ꯏꯌꯨ, ꯑꯃꯁꯨꯡ ꯂꯣꯏꯔꯕ ꯑꯛꯁꯔꯁꯤꯡ ꯑꯗꯨ ꯑꯇꯣꯞꯄ ꯁꯦꯠ ꯑꯃꯗꯥ ꯏꯌꯨ꯫ ꯃꯈꯣꯏꯗꯨ ꯌꯥꯟꯁꯤꯟꯅꯧ ꯑꯃꯁꯨꯡ ꯑꯉꯥꯡꯁꯤꯡꯅ ꯃꯈꯣꯏꯗꯨ ꯈꯣꯟꯖꯦꯜꯒꯤ ꯃꯇꯨꯡꯏꯟꯅ ꯃꯦꯆ ꯇꯧꯍꯜꯂꯨ꯫ ꯈꯨꯗꯝ ꯑꯣꯏꯅ, ꯀꯔꯤꯒꯨꯝꯕ ꯑꯉꯥꯡ ꯑꯃꯅ ꯀꯦꯄꯤꯇꯦꯜ ꯂꯦꯇꯔ ꯂꯧꯔꯕꯗꯤ, ꯃꯈꯣꯏꯅꯥ ꯃꯗꯨꯒꯤ ꯃꯇꯨꯡꯗ ꯃꯔꯤ ꯂꯩꯅꯕ ꯂꯣꯏꯔꯕ ꯂꯦꯇꯔ ꯑꯗꯨ ꯐꯪꯒꯅꯤ꯫ ꯐꯖꯅꯥ ꯄꯥꯡꯊꯣꯛꯂꯤꯕ ꯁ꯭ꯇꯣꯛ ꯃꯉꯥ ꯂꯤꯁ꯭ꯠ ꯇꯧꯕꯤꯌꯨ꯫ꯃꯥꯏꯀꯔꯣꯁꯣꯐ ꯀꯣꯔꯞ: ꯃꯥꯏꯀꯔꯣꯁꯣꯐ ꯀꯣꯔꯄꯣꯔꯦꯁꯟ ꯑꯁꯤ ꯃꯥꯂꯦꯝꯒꯤ ꯑꯣꯏꯅ ꯁꯣꯐꯋꯥꯌꯔ ꯑꯃꯁꯨꯡ ꯍꯥꯔꯗꯋꯥꯌꯔꯒꯤ ꯈ꯭ꯋꯥꯏꯗꯒꯤ ꯆꯥꯎꯕ ꯗꯤꯚꯦꯜꯄꯔ ꯑꯃꯁꯨꯡ ꯄ꯭ꯔꯣꯚꯥꯏꯗꯔꯁꯤꯡꯒꯤ ꯃꯅꯨꯡꯗ ꯑꯃꯅꯤ꯫ ꯃꯈꯣꯏꯅꯥ ꯑꯄꯤꯕꯥ ꯑꯀꯣꯏꯔꯣꯟ ꯑꯃꯗ ꯊꯣꯛꯄꯥ ꯌꯥꯕ ꯈꯨꯗꯣꯡꯊꯤꯕꯁꯤꯡꯒꯤ ꯂꯤꯁ꯭ꯠ ꯑꯃꯥ ꯁꯦꯝꯕꯥ꯫ ꯅꯣꯡꯖꯨ ꯊꯥꯒꯤ ꯇꯨꯔꯦꯜ꯫ ꯑꯀꯟꯕꯥ ꯅꯣꯡꯖꯨ ꯅꯨꯡꯁꯥꯒꯤ ꯇꯦꯝꯄꯦꯔꯦꯆꯔꯗꯒꯤ ꯍꯥꯏꯄꯣꯊꯥꯔꯃꯤꯌꯥ ꯅꯠꯇꯔꯒ ꯐ꯭ꯔꯣꯁ꯭ꯇꯕꯥꯏꯠ ꯑꯦꯚꯥꯂꯦꯟꯁ ꯏꯁꯤꯡ ꯊꯨꯝꯖꯤꯟꯕꯥ ꯑꯃꯁꯨꯡ ꯏꯁꯤꯡ ꯇꯨꯡꯁꯤꯟꯕ ꯅꯣꯡꯂꯩ ꯅꯨꯡꯁꯤꯠ ꯑꯃꯁꯨꯡ ꯋꯥꯏꯇꯦꯞ ꯊꯣꯛꯍꯟꯗꯨꯅ ꯗꯤꯁꯑꯣꯔꯗꯔ ꯑꯃꯁꯨꯡ ꯚꯤꯖꯤꯕꯤꯂꯤꯇꯤ ꯍꯟꯊꯍꯟꯕ ꯑꯋꯥꯡꯕ ꯃꯐꯝꯗ ꯂꯩꯕ ꯑꯅꯥꯕ ꯅꯣꯡ, ꯏꯁꯤꯡ, ꯑꯃꯁꯨꯡ ꯁꯤꯜ ꯂꯥꯡꯕ ꯑꯀꯟꯕꯥ ꯅꯣꯡ ꯑꯃꯁꯨꯡ ꯀ꯭ꯔꯦꯚꯥꯁꯁꯤꯡ꯫ ꯑꯁꯣꯛ-ꯑꯄꯟꯒꯤ ꯈꯨꯗꯣꯡꯊꯤꯕ ꯊꯣꯛꯍꯟꯕꯥ ꯅꯣꯡꯒꯤ ꯃꯔꯛꯇ ꯆꯠꯄꯗꯒꯤ ꯍꯛꯆꯥꯡ ꯁꯣꯛꯄꯥ ꯑꯜꯇꯔꯥꯚꯥꯏꯑꯣꯂꯦꯠ ꯔꯦꯗꯥ ꯑꯦꯛꯁꯄꯣꯖ ꯇꯧꯕꯥ ꯑꯃꯁꯨꯡ ꯅꯨꯃꯤꯠꯀꯤ ꯃꯉꯥꯜꯅ ꯁꯣꯛꯍꯟꯕ ꯌꯥꯕ ꯅꯣꯡꯖꯨ ꯅꯨꯡꯁꯥꯒꯤ ꯑꯀꯣꯏꯕꯗ ꯏꯁꯤꯡ ꯃꯔꯥꯡ ꯀꯥꯏꯅ ꯁꯤꯖꯤꯟꯅꯗꯕꯗꯒꯤ ꯗꯤꯍꯥꯏꯗ꯭ꯔꯦꯁꯟ ꯂꯩꯕꯥ꯫ ꯄꯥꯏꯊꯣꯟꯗ ꯁ꯭ꯀꯔꯤꯞ ꯑꯃꯥ ꯁꯦꯝꯃꯨ ꯃꯗꯨꯅ ꯑꯄꯤꯕ ꯅꯝꯕꯔꯁꯤꯡ ꯑꯗꯨ ꯋꯥꯍꯩꯁꯤꯡꯗ ꯑꯣꯟꯊꯣꯛꯀꯅꯤ꯫ ꯐꯪꯁꯟ ꯑꯁꯤꯅ ꯅꯝꯕꯔ ꯑꯃꯥ ꯏꯟꯄꯨꯠ ꯑꯃꯥ ꯑꯣꯏꯅ ꯂꯧꯏ, ꯑꯃꯁꯨꯡ ꯃꯗꯨꯒꯤ ꯃꯇꯨꯡꯗ ꯅꯝꯕꯔ ꯑꯗꯨ ꯋꯥꯍꯩꯁꯤꯡꯗ ꯑꯣꯟꯊꯣꯛꯏ꯫ ꯍꯧꯗꯣꯛꯅꯕꯒꯤꯗꯃꯛ, ꯃꯁꯤꯅꯥ ꯀꯨꯟꯒꯤ ꯃꯈꯥꯗ ꯂꯩꯕꯥ, ꯇꯔꯥꯒꯤ ꯃꯈꯥꯗ ꯂꯩꯕꯥ, ꯑꯃꯁꯨꯡ ꯆꯥꯝꯉꯥꯒꯤ ꯃꯊꯛꯇ ꯂꯩꯕꯥ ꯃꯁꯤꯡꯒꯤ ꯋꯥꯍꯩꯁꯤꯡꯒꯤ ꯂꯤꯁ꯭ꯠꯁꯤꯡ ꯁꯦꯝꯗꯣꯛꯏ, ꯃꯗꯨꯒꯤ ꯃꯇꯨꯡꯗ ꯃꯁꯤꯅꯥ ꯏꯟꯄꯨꯠ ꯅꯝꯕꯔꯒꯤ ꯁꯥꯏꯖ ꯑꯗꯨ ꯌꯦꯡꯁꯤꯟꯅꯕꯥ ꯑꯃꯁꯨꯡ ꯃꯔꯤ ꯂꯩꯅꯕ ꯋꯥꯍꯩ ꯑꯗꯨ ꯁꯦꯝꯒꯠꯅꯕꯥ ꯀꯟꯗꯤꯁꯅꯦꯜ ꯁ꯭ꯇꯦꯠꯃꯦꯟꯠꯁꯤꯡꯒꯤ ꯁꯤꯔꯤꯖ ꯑꯃꯥ ꯁꯤꯖꯤꯟꯅꯩ꯫